ꯅꯨꯃꯤꯠ ꯆꯨꯞꯄ ꯂꯦꯞꯂꯝꯃꯤ ꯍꯥꯏꯕ ꯋꯥꯍꯩ ꯑꯁꯤ ꯁꯤꯖꯤꯟꯅꯗꯨꯅ ꯋꯥꯔꯤ ꯑꯃ ꯁꯦꯝꯃꯨ꯫ ꯅꯨꯃꯤꯠ ꯆꯨꯞꯄ ꯑꯃ ꯂꯦꯞꯂꯝꯃꯤ, ꯏꯃꯤꯂꯤꯅ ꯇꯨꯔꯦꯜ ꯃꯄꯥꯟꯗ ꯆꯠꯄ ꯃꯇꯝꯗ ꯀꯣꯝꯂꯥ ꯃꯆꯨ ꯑꯃꯁꯨꯡ ꯂꯩ ꯃꯆꯨꯒꯤ ꯋꯥꯏꯕ꯭ꯔꯦꯟ ꯍꯨꯏꯁꯤꯡꯅ ꯑꯇꯤꯌꯥꯗ ꯄꯦꯟꯊꯣꯛꯂꯝꯃꯤ꯫ ꯁꯃꯨꯗ꯭ꯔꯒꯤ ꯂꯣꯏꯕ ꯅꯥꯏꯗꯕ ꯇꯪꯈꯥꯏ ꯑꯗꯨꯗ ꯁ꯭ꯋꯔ ꯍꯣꯟꯕꯗ ꯀꯨꯂꯕꯇꯤꯒꯤ ꯃꯔꯛꯇ ꯅꯨꯡꯉꯥꯏꯕ ꯐꯥꯎꯈꯤ, ꯃꯍꯥꯛꯀꯤ ꯑꯋꯥꯕꯁꯤꯡ ꯑꯗꯨ ꯇꯞꯅ ꯇꯞꯅ ꯂꯥꯛꯄ ꯇꯝꯄꯥꯛ ꯈꯨꯗꯤꯡꯃꯛꯀ ꯂꯣꯏꯅꯅ ꯂꯣꯏꯁꯤꯟꯈꯤꯕ ꯑꯗꯨ ꯐꯥꯎꯈꯤ꯫ ꯏꯃꯤꯂꯤꯅ ꯁꯃꯨꯗ꯭ꯔ ꯈꯣꯡꯕꯥꯜꯗ ꯂꯥꯛꯈꯤꯕꯅꯤ, ꯁꯃꯨꯗ꯭ꯔꯒꯤ ꯔꯤꯗꯝ ꯑꯣꯏꯕ ꯈꯣꯟꯖꯦꯜ ꯑꯃꯁꯨꯡ ꯅꯨꯃꯤꯠ ꯆꯨꯞꯄ ꯑꯃ ꯂꯦꯞꯂꯤꯕ ꯃꯤꯠꯌꯦꯡ ꯑꯗꯨꯗ ꯅꯨꯡꯉꯥꯏꯕ ꯊꯤꯗꯨꯅ꯫ ꯆꯠꯂꯤꯉꯩꯗ ꯏꯃꯤꯂꯤꯒꯤ ꯋꯥꯈꯜ ꯑꯗꯨ ꯍꯧꯈꯤꯕ ꯆꯍꯤꯗ ꯂꯥꯛꯈꯤ, ꯃꯗꯨ ꯁꯤꯡꯅꯕ ꯑꯃꯁꯨꯡ ꯊꯝꯃꯣꯏ ꯁꯣꯛꯅ ꯊꯜꯂꯕ ꯆꯍꯤ ꯑꯃꯅꯤ꯫ ꯃꯍꯥꯛꯀꯤ ꯊꯕꯛ ꯃꯥꯡꯈꯤꯕ ꯑꯃꯁꯨꯡ ꯃꯍꯥꯛꯀꯤ ꯃꯃꯥꯅ ꯂꯩꯈꯤꯗꯕꯅ ꯃꯍꯥꯛꯄꯨ ꯇꯨꯡꯗ ꯀꯔꯤ ꯑꯣꯏꯒꯅꯤ ꯍꯥꯏꯕꯗꯨ ꯁꯣꯏꯗꯅ ꯈꯪꯕ ꯉꯝꯗꯅ ꯃꯥꯥꯡꯈꯤꯕ ꯑꯃꯁꯨꯡ ꯇꯪꯗꯨ ꯂꯩꯇꯥꯗꯕ ꯐꯥꯎꯈꯤ꯫ ꯑꯗꯨꯕꯨ ꯇꯞꯅ ꯇꯞꯅ ꯅꯣꯡꯃꯩ ꯀꯥꯞꯂꯛꯂꯤꯕ ꯅꯨꯃꯤꯠ ꯑꯗꯨ ꯌꯦꯡꯂꯒ ꯏꯃꯤꯂꯤꯅ ꯑꯥꯁꯥꯒꯤ ꯃꯉꯥꯜ ꯑꯃ ꯐꯥꯎꯔꯛꯄ ꯉꯝꯈꯤꯗꯦ꯫ ꯅꯨꯃꯤꯠ ꯆꯨꯞꯄ ꯂꯦꯞꯄ ꯑꯁꯤꯅ ꯅꯨꯃꯤꯠ ꯈꯨꯗꯤꯡꯒꯤ ꯑꯅꯧꯕ ꯍꯧꯔꯛꯄꯒꯤ ꯑꯣꯏꯊꯣꯛꯄ ꯂꯩ ꯍꯥꯏꯕ ꯅꯤꯡꯁꯤꯡꯕ ꯑꯃ ꯑꯣꯏꯈꯤ꯫ ꯑꯄꯤꯛꯄ ꯃꯤꯠꯌꯦꯡ ꯑꯃꯒ ꯂꯣꯏꯅꯅ ꯏꯃꯤꯂꯤꯅ ꯃꯍꯥꯛꯀꯤ ꯈꯣꯡꯆꯠ ꯑꯗꯨ ꯃꯈꯥ ꯆꯠꯊꯈꯤ, ꯅꯨꯃꯤꯠ ꯆꯨꯞꯄ ꯑꯃ ꯂꯦꯞꯂꯒ ꯑꯅꯧꯕ ꯍꯌꯦꯡꯒꯤ ꯋꯥꯁꯛ ꯑꯗꯨꯗ ꯅꯨꯡꯉꯥꯏꯕ ꯐꯥꯎꯈꯤ꯫ ꯇꯥꯡ ꯑꯃꯒꯤꯗꯃꯛ ꯄ꯭ꯂꯥꯟ ꯑꯃ ꯁꯦꯝꯃꯨ꯫ ꯅꯍꯥꯛꯀꯤ ꯗꯦꯠ ꯄ꯭ꯂꯥꯟ ꯑꯗꯨꯗ ꯃꯈꯥꯗ ꯄꯤꯔꯤꯕ ꯊꯕꯛꯁꯤꯡ ꯑꯁꯤ ꯌꯥꯎꯕ ꯌꯥꯏ: ꯅꯍꯥꯛꯀꯤ ꯗꯦꯠ ꯑꯗꯨ ꯃꯐꯝꯗꯨꯒꯤ ꯀꯦꯐꯦꯌꯔ ꯑꯃꯗ ꯀꯣꯐꯤ, ꯆꯥ ꯅꯠꯇ꯭ꯔꯒ ꯍꯣꯠ ꯆꯣꯀꯣꯂꯦꯠ ꯈꯔꯒꯤꯗꯃꯛ ꯅꯨꯡꯉꯥꯏꯕ ꯃꯤꯐꯝ ꯑꯃꯗꯒꯤ ꯍꯧꯒꯗꯕꯅꯤ꯫ ꯅꯍꯥꯛꯀꯤ ꯀꯦꯐꯤꯟ ꯐꯤꯛꯁ ꯇꯧꯔꯕ ꯃꯇꯨꯡꯗ, ꯅꯤꯡꯊꯤꯅ ꯆꯠꯅꯕ ꯃꯅꯥꯛ ꯅꯛꯄ ꯄꯥꯔꯛ ꯑꯃꯗ ꯆꯠꯂꯨ꯫ ꯃꯤꯠꯌꯦꯡꯁꯤꯡ ꯑꯗꯨ ꯂꯧꯕꯤꯌꯨ, ꯑꯐꯕ ꯅꯨꯡꯁꯤꯠꯇ ꯁ꯭ꯋꯔ ꯍꯣꯟꯕꯤꯌꯨ ꯑꯃꯁꯨꯡ ꯑꯃꯒ ꯑꯃꯒ ꯂꯣꯏꯅꯅ ꯅꯨꯡꯉꯥꯏꯅ ꯂꯩꯕꯤꯌꯨ꯫ ꯅꯨꯃꯤꯗꯥꯡꯒꯤ ꯆꯥꯀꯆꯥ-ꯏꯊꯛ ꯂꯥꯛꯄ ꯃꯇꯝꯗ, ꯅꯈꯣꯏ ꯑꯅꯤꯅ ꯅꯨꯡꯉꯥꯏꯕ ꯔꯦꯁꯇꯣꯔꯦꯟꯠ ꯑꯃꯗ ꯆꯠꯂꯨ꯫ ꯏꯇꯥꯂꯤꯒꯤ ꯑꯣꯏꯔꯕꯁꯨ, ꯃꯦꯛꯁꯤꯀꯥꯟ ꯑꯣꯏꯔꯕꯁꯨ, ꯊꯥꯏꯂꯦꯟꯗꯒꯤ ꯑꯣꯏꯔꯕꯁꯨ, ꯅꯠꯇ꯭ꯔꯒ ꯁꯨꯁꯤ ꯑꯣꯏꯔꯕꯁꯨ, ꯄꯨꯟꯅ ꯃꯆꯤ ꯑꯣꯏꯕ ꯆꯤꯟꯖꯥꯛ ꯑꯃ ꯊꯛꯄꯤꯌꯨ꯫ ꯅꯍꯥꯛꯀꯤ ꯅꯨꯃꯤꯠ ꯑꯗꯨ ꯑꯦꯗꯚꯦꯟꯆꯔ ꯑꯃꯒ ꯂꯣꯏꯅꯅ ꯃꯈꯥ ꯆꯠꯊꯕꯤꯌꯨ, ꯃꯗꯨ ꯃ꯭ꯌꯨꯖꯤꯌꯝ ꯑꯃꯗ ꯆꯠꯄ ꯑꯣꯏꯔꯕꯁꯨ, ꯁꯤꯅꯦꯃꯥ ꯌꯦꯡꯅꯕ ꯆꯠꯄ ꯑꯣꯏꯔꯕꯁꯨ ꯅꯠꯇ꯭ꯔꯒ ꯑꯦꯁꯀꯦꯞ ꯔꯨꯝꯒꯤ ꯑꯦꯛꯁꯄꯔꯤꯌꯦꯟꯁ ꯑꯃ ꯑꯣꯏꯔꯕꯁꯨ꯫ ꯅꯈꯣꯏ ꯑꯅꯤꯃꯛꯅ ꯅꯨꯡꯉꯥꯏꯅ ꯂꯩꯅꯕ ꯑꯃꯁꯨꯡ ꯄꯨꯟꯅ ꯊꯕꯛ ꯇꯧꯃꯤꯟꯅꯕꯗ ꯅꯨꯡꯉꯥꯏꯕ ꯐꯥꯎꯒꯗꯕ ꯊꯕꯛ ꯑꯃ ꯈꯟꯕꯤꯌꯨ꯫ ꯃꯐꯝꯗꯨꯒꯤ ꯑꯥꯏꯁꯀ꯭ꯔꯤꯝꯒꯤ ꯗꯨꯀꯥꯟ, ꯕꯦꯀꯔꯤ ꯅꯠꯇ꯭ꯔꯒ ꯆꯣꯀꯣꯂꯦꯇꯔ ꯑꯃꯗ ꯁꯥꯗꯦꯁ ꯂꯧꯗꯨꯅ ꯅꯍꯥꯛꯀꯤ ꯅꯨꯃꯤꯠ ꯑꯗꯨ ꯁ꯭ꯕꯤꯠ ꯅꯣꯠ ꯑꯃꯗ ꯂꯣꯏꯁꯤꯜꯂꯨ꯫ ꯅꯨꯃꯤꯠ ꯑꯗꯨꯒꯤ ꯃꯔꯨꯑꯣꯏꯕ ꯋꯥꯐꯝꯁꯤꯡ ꯑꯗꯨ ꯋꯥꯈꯜꯗ ꯊꯝꯂꯒ ꯅꯍꯥꯛꯅ ꯅꯨꯡꯁꯤꯖꯕ ꯇ꯭ꯔꯤꯠꯁꯤꯡꯗ ꯌꯥꯎꯕꯤꯌꯨ꯫ ꯅꯤꯡꯁꯤꯡꯕꯤꯌꯨ, ꯈ꯭ꯋꯥꯏꯗꯒꯤ ꯃꯔꯨ ꯑꯣꯏꯕ ꯋꯥꯐꯝꯗꯤ ꯑꯃꯒ ꯑꯃꯒ ꯂꯣꯏꯅꯅ ꯅꯨꯡꯉꯥꯏꯅ ꯂꯩꯃꯤꯟꯅꯕ ꯑꯃꯁꯨꯡ ꯑꯐꯕ ꯃꯇꯝ ꯀꯥꯏꯊꯣꯛꯄ ꯑꯁꯤꯅꯤ꯫ ꯋꯥꯔꯤ ꯁꯥꯅꯕ ꯑꯗꯨ ꯆꯠꯊꯗꯨꯅ ꯂꯩꯌꯨ ꯑꯃꯁꯨꯡ ꯅꯨꯃꯤꯠ ꯆꯨꯞꯄ ꯑꯃꯒ ꯑꯃꯒ ꯄꯨꯛꯅꯤꯡ ꯆꯪꯕ, ꯃꯤꯅꯨꯡꯁꯤ ꯂꯩꯕ ꯑꯃꯁꯨꯡ ꯃꯤꯅꯨꯡꯁꯤ ꯂꯩꯕ ꯀꯥꯎꯔꯣꯏꯗꯕꯅꯤ꯫ ꯍꯥꯌꯔ ꯁ꯭ꯀꯨꯜꯒꯤ ꯃꯍꯩꯔꯣꯏ ꯑꯃꯒ ꯏꯟꯇꯔꯚꯤꯎ ꯑꯃꯗ ꯁꯤꯖꯤꯟꯅꯕ ꯌꯥꯕ ꯋꯥꯍꯪ ꯃꯉꯥꯒꯤ ꯂꯤꯁ꯭ꯠ ꯑꯃ ꯁꯦꯝꯃꯨ꯫ ꯍꯥꯏꯁ꯭ꯀꯜꯗ ꯍꯧꯖꯤꯛ ꯐꯥꯎꯕꯗ ꯑꯗꯣꯝꯒꯤ ꯈ꯭ꯋꯥꯏꯗꯒꯤ ꯆꯥꯎꯕ ꯃꯥꯏꯄꯥꯛꯄ ꯑꯣꯏꯅ ꯑꯗꯣꯝꯅ ꯀꯔꯤ ꯂꯧꯔꯤꯕꯒꯦ?